‎ ꯑꯀꯣꯏꯕꯒꯤ ꯐꯤꯕꯝꯗ ꯃꯇꯦꯡ ꯄꯥꯡꯅꯕ ꯃꯤꯑꯣꯏꯁꯤꯡꯕꯨ ꯄꯨꯛꯅꯤꯡ ꯊꯧꯒꯠꯅꯕ ꯀꯣꯜ ꯇꯨ ꯑꯦꯛꯁꯟ ꯑꯃꯥ ꯁꯦꯝꯃꯨ꯫ ꯃꯤꯄꯨꯝ ꯈꯨꯗꯤꯡꯃꯛꯄꯨ ꯄꯨꯛꯅꯤꯡ ꯆꯪꯕꯤꯌꯨ꯫ ꯑꯩꯈꯣꯏꯒꯤ ꯒ꯭ꯔꯍ ꯑꯁꯤꯅ ꯍꯥꯟꯅꯗꯒꯤ ꯍꯦꯟꯅ ꯍꯧꯖꯤꯛ ꯑꯩꯈꯣꯏꯕꯨ ꯃꯊꯧ ꯇꯥꯏ꯫ ꯑꯩꯈꯣꯏꯅ ꯋꯥꯐꯝ ꯑꯃ ꯊꯝꯂꯁꯤ ꯑꯃꯁꯨꯡ ꯄꯨꯟꯅ ꯑꯀꯣꯏꯕꯒꯤ ꯐꯤꯕꯝ ꯉꯥꯛ-ꯁꯦꯟꯕꯒꯤ ꯃꯥꯏꯀꯩꯗ ꯊꯕꯛ ꯇꯧꯔꯁꯤ꯫ ꯑꯗꯣꯝꯒꯤ ꯀꯥꯔꯕꯣꯟ ꯐꯨꯠꯄ‌꯭ꯔꯤꯟ ꯍꯟꯊꯍꯟꯗꯨꯅ, ꯏꯁꯤꯡ ꯌꯣꯛꯁꯤꯟꯗꯨꯅ, ꯔꯤꯁꯥꯏꯀꯜ ꯇꯧꯗꯨꯅ ꯑꯃꯁꯨꯡ ꯃꯍꯧꯁꯥꯕꯨ ꯉꯥꯛ-ꯁꯦꯟꯕꯒꯤ ꯃꯔꯨꯑꯣꯏꯕꯒꯤ ꯃꯇꯥꯡꯗ ꯑꯦꯋꯦꯌꯔꯅꯦꯁ ꯁꯟꯗꯣꯛꯇꯨꯅ ꯍꯧꯖꯤꯛ ꯊꯕꯛ ꯄꯥꯏꯈꯠꯂꯁꯤ꯫ ꯑꯦꯛꯁꯟ ꯑꯁꯤ ꯃꯔꯨ ꯑꯣꯏ꯫ ꯑꯩꯈꯣꯏꯅ ꯄꯨꯟꯅ ꯑꯍꯣꯡꯕ ꯑꯃꯥ ꯄꯨꯔꯛꯄ ꯉꯝꯒꯅꯤ ꯑꯃꯁꯨꯡ ꯑꯩꯈꯣꯏꯒꯤꯗꯃꯛ ꯑꯃꯁꯨꯡ ꯂꯥꯛꯀꯗꯧꯔꯤꯕ ꯃꯤꯔꯣꯜꯁꯤꯡꯒꯤꯗꯃꯛꯇ ꯍꯦꯟꯅ ꯑꯁꯪꯕ, ꯁꯦꯡꯂꯕ ꯑꯃꯁꯨꯡ ꯍꯛꯆꯥꯡ ꯐꯕ ꯇꯨꯡꯂꯝꯆꯠ ꯑꯃ ꯁꯦꯝꯒꯠꯄ ꯉꯝꯒꯅꯤ꯫ ꯉꯁꯤꯒꯤ ꯈꯣꯡꯖꯪ ꯑꯁꯤꯗ ꯁꯔꯨꯛ ꯌꯥꯕꯤꯌꯨ ꯑꯃꯁꯨꯡ ꯑꯩꯈꯣꯏꯒꯤ ꯒ꯭ꯔꯍ ꯑꯁꯤꯗ ꯑꯐꯕ ꯏꯝꯄꯦꯛ ꯑꯃ ꯄꯤꯕꯤꯌꯨ꯫ ꯌꯥꯝꯅ ꯊꯦꯡꯊꯗ꯭ꯔꯤꯉꯩ ꯃꯃꯥꯡꯗ ꯍꯧꯖꯤꯛ ꯊꯕꯛ ꯇꯧꯔꯁꯤ꯫ ꯂꯔꯗ ꯑꯣꯐ ꯗ ꯐ꯭ꯂꯥꯏꯁ ꯅꯣꯚꯦꯜ ꯑꯁꯤꯒꯤ ꯃꯔꯨꯑꯣꯏꯕ ꯀꯦꯔꯦꯛꯇꯔ ꯐꯤꯆꯔ ꯄꯤꯕꯥ꯫ ꯂꯔꯗ ꯑꯣꯐ ꯗ ꯐ꯭ꯂꯥꯏꯁ ꯍꯥꯏꯕ ꯅꯣꯚꯦꯜ ꯑꯁꯤꯒꯤ ꯃꯔꯨ ꯑꯣꯏꯕ ꯆꯔꯤꯠ ꯑꯁꯤ ꯃꯤꯑꯣꯏꯕꯒꯤ ꯃꯍꯧꯁꯥꯒꯤ ꯑꯣꯏꯕ ꯐꯠꯇꯕꯒꯤ ꯊꯤꯝꯅꯤ꯫ ꯋꯥꯔꯤꯃꯆꯥ ꯄꯨꯝꯅꯃꯛꯇꯥ ꯀ‌ꯦꯔꯦꯛꯇꯔꯁꯤꯡꯅ ꯁꯤꯚꯤꯂꯥꯏꯖ ꯇꯧꯔꯕ ꯅꯨꯄꯥꯃꯆꯥꯁꯤꯡꯗꯒꯤ ꯁꯦꯚꯦꯖ ꯂꯧꯃꯤꯁꯤꯡꯗ ꯂꯥꯛꯏ, ꯃꯈꯣꯏꯒꯤ ꯃꯣꯔꯦꯜ ꯀꯝꯄꯥꯁꯁꯤꯡ ꯑꯗꯨ ꯈꯨꯟꯅꯥꯏꯒꯤ ꯁꯇ꯭ꯔꯛꯆꯔ ꯂꯩꯇꯕꯅ ꯁꯤꯐ ꯇꯧꯏ ꯍꯥꯏꯕ ꯎꯠꯂꯤ꯫ ꯑꯁꯣꯏꯕ ꯂꯩꯇꯕ ꯑꯃꯁꯨꯡ ꯕꯔꯕꯔꯗ ꯂꯥꯛꯄ ꯑꯁꯤ ꯅꯣꯚꯦꯜ ꯑꯁꯤꯒꯤ ꯃꯁꯛ ꯊꯣꯛꯄ ꯊꯤꯝ ꯑꯃꯁꯨꯡ ꯆꯔꯤꯇ꯭ꯔꯒꯤ ꯃꯁꯛ ꯑꯃꯅꯤ꯫ ꯊꯧꯔꯝ ꯑꯅꯤ ꯑꯁꯤ ꯈꯦꯠꯅꯍꯟꯕꯤꯌꯨ: ꯁ꯭ꯔꯤ ꯗꯣꯅꯥꯜꯗꯅ ꯊꯤꯌꯦꯇꯔ ꯒ꯭ꯔꯨꯞ ꯑꯃꯗ ꯌꯥꯎꯈꯤ ꯑꯃꯁꯨꯡ ꯁ꯭ꯔꯤ ꯗꯣꯅꯥꯜꯗꯅ ꯊꯤꯌꯦꯇꯔ ꯄꯔꯐꯣꯃꯦꯟꯁ ꯑꯃꯗ ꯌꯥꯎꯈꯤ꯫ ꯁ꯭ꯔꯤ ꯗꯣꯅꯥꯜꯗꯅ ꯊꯤꯌꯦꯇꯔ ꯒ꯭ꯔꯨꯞ ꯑꯃꯗ ꯌꯥꯎꯈꯤꯕ ꯊꯧꯔꯝ ꯑꯁꯤꯅ ꯃꯍꯥꯛꯄꯨ ꯊꯤꯌꯦꯇꯔꯗ ꯀꯃꯟ ꯏꯟꯇ꯭ꯔꯦꯁ ꯑꯃꯥ ꯂꯩꯕ ꯑꯃꯁꯨꯡ ꯄꯔꯐꯣꯃꯦꯟꯁ ꯑꯥꯔꯠꯀ ꯃꯔꯤ ꯂꯩꯅꯕ ꯊꯕꯛ ꯊꯧꯔꯝꯁꯤꯡꯗ ꯁꯔꯨꯛ ꯌꯥꯕ ꯃꯤꯑꯣꯏꯁꯤꯡꯒꯤ ꯑꯣꯔꯒꯅꯥꯏꯖ ꯇꯧꯔꯕ ꯀꯥꯡꯂꯨꯞ ꯑꯃꯒꯤ ꯃꯦꯝꯕꯔ ꯑꯃ ꯑꯣꯏꯔꯛꯄꯕꯨ ꯈꯪꯍꯜꯂꯤ꯫ ꯑꯃꯔꯣꯝꯗ ꯁ꯭ꯔꯤ ꯗꯣꯅꯥꯜꯗꯅ ꯊꯤꯌꯦꯇꯔ ꯄꯔꯐꯣꯃꯦꯟꯁ ꯑꯃꯗ ꯌꯥꯎꯈꯤꯕ ꯊꯧꯗꯣꯛ ꯑꯗꯨꯅ ꯃꯍꯥꯛꯄꯨ ꯇꯁꯦꯡꯕ ꯊꯤꯌꯦꯇꯔ ꯄ꯭ꯔꯣꯗꯛꯁꯟ ꯅꯠꯇꯔꯒ ꯄ꯭ꯂꯦ ꯑꯃꯗ ꯁꯔꯨꯛ ꯌꯥꯕ ꯅꯠꯇꯔꯒ ꯑꯦꯛꯇꯤꯡ ꯇꯧꯕ ꯍꯥꯏꯕꯁꯤꯕꯨ ꯈꯪꯅꯩ꯫ ꯊꯧꯔꯝ ꯑꯅꯤꯃꯛ ꯊꯤꯌꯦꯇꯔꯒꯥ ꯃꯔꯤ ꯂꯩꯅꯩ, ꯑꯗꯨꯕꯨ ꯃꯈꯣꯏ ꯑꯁꯤ ꯇꯣꯞ ꯇꯣꯞꯄ ꯃꯑꯣꯡꯗ ꯑꯣꯏꯔꯤ ꯃꯗꯨꯗꯤ ꯑꯍꯥꯟꯕꯗꯥ ꯀꯥꯡꯂꯨꯞ ꯑꯃꯗ ꯌꯥꯎꯕ ꯑꯗꯨꯒ ꯑꯅꯤꯁꯨꯕꯅ ꯑꯀꯛꯅꯕ ꯄꯔꯐꯣꯃꯦꯟꯁ ꯑꯃꯗ ꯁꯔꯨꯛ ꯌꯥꯕ ꯍꯥꯏꯕꯁꯤꯅꯤ꯫